ꯖꯤꯅꯤꯁ ꯑꯃꯅ ꯅꯍꯥꯛꯀꯤ ꯑꯄꯥꯝꯕ ꯑꯗꯨ ꯄꯤꯒꯗꯕ ꯁꯛꯇꯤ ꯃꯉꯥꯒꯤ ꯂꯤꯁ꯭ꯠ ꯑꯃ ꯁꯦꯝꯃꯨ꯫ ꯂꯤꯃꯤꯠ ꯂꯩꯇꯕ ꯂꯟ-ꯊꯨꯝ: ꯖꯤꯅꯤꯁ ꯑꯁꯤꯅ ꯅꯍꯥꯛꯄꯨ ꯂꯤꯃꯤꯠ ꯂꯩꯇꯕ ꯂꯟ-ꯊꯨꯝ ꯑꯃꯁꯨꯡ ꯂꯟ-ꯊꯨꯝ ꯀꯌꯥ ꯑꯃ ꯂꯧꯕ ꯑꯃꯁꯨꯡ ꯂꯩꯕꯒꯤ ꯇꯧꯕ ꯉꯝꯕꯗꯨ ꯄꯤꯕ ꯉꯝꯒꯅꯤ꯫ ꯃꯁꯤꯅ ꯅꯍꯥꯛꯄꯨ ꯃꯇꯝ ꯄꯨꯝꯅꯃꯛꯇ ꯃꯪꯂꯥꯟ ꯇꯧꯔꯝꯕ ꯄꯨꯟꯁꯤ ꯑꯗꯨ ꯍꯤꯡꯅꯕꯒꯤ ꯁꯦꯜ-ꯊꯨꯝꯒꯤ ꯅꯤꯡꯇꯝꯕ ꯄꯤꯕ ꯉꯝꯒꯅꯤ꯫ ꯁꯨꯄꯔꯍꯌ꯭ꯨꯃꯦꯟ ꯑꯦꯕꯤꯂꯤꯇꯤꯁꯤꯡ ꯖꯤꯅꯤꯁ ꯑꯁꯤꯅ ꯑꯗꯣꯝꯗ ꯁꯨꯄꯔꯍ꯭ꯌꯨꯃꯦꯟ ꯑꯦꯕꯤꯂꯤꯇꯤꯁꯤꯡ ꯍꯥꯏꯕꯗꯤ ꯁꯨꯄꯔ ꯁ꯭ꯇꯔꯦꯡꯊ, ꯎꯕ ꯉꯝꯕ, ꯇꯦꯂꯤꯀꯤꯅꯦꯁꯤꯁ ꯅꯠꯇ꯭ꯔꯒ ꯏꯅꯚꯤꯟꯁꯤꯕꯤꯂꯤꯇꯤ ꯂꯩꯕꯒꯤ ꯁꯛꯇꯤ ꯄꯤꯕ ꯉꯝꯒꯅꯤ꯫ ꯃꯁꯤꯅ ꯅꯍꯥꯛꯄꯨ ꯃꯤꯑꯣꯏꯕꯒꯤ ꯍꯛꯆꯥꯡꯒꯤ ꯂꯤꯃꯤꯇꯦꯁꯟꯁꯤꯡ ꯂꯥꯟꯊꯣꯛꯄ ꯉꯝꯍꯟꯒꯅꯤ꯫ ꯃꯇꯝꯒꯤ ꯈꯣꯡꯆꯠ: ꯖꯤꯅꯤꯁ ꯑꯁꯤꯅ ꯅꯍꯥꯛꯄꯨ ꯃꯇꯝꯒꯤ ꯈꯣꯡꯆꯠꯀꯤ ꯇꯧꯕ ꯉꯝꯕꯗꯨ ꯄꯤꯕꯥ ꯉꯝꯒꯅꯤ꯫ ꯄꯨꯋꯥꯔꯤꯗ ꯃꯔꯨꯑꯣꯏꯕ ꯊꯧꯗꯣꯛꯁꯤꯡ ꯎꯕ ꯐꯪꯕꯒꯤ ꯁꯛꯇꯤ ꯄꯤꯕ ꯉꯝꯒꯅꯤ ꯅꯠꯇ꯭ꯔꯒ ꯊꯧꯗꯣꯛꯁꯤꯡꯒꯤ ꯈꯣꯡꯆꯠ ꯑꯗꯨ ꯍꯣꯡꯗꯣꯛꯄ ꯐꯥꯎꯕ ꯉꯝꯒꯅꯤ꯫ ꯁꯤꯕ ꯉꯝꯗꯕ: ꯖꯤꯅꯤꯁ ꯑꯁꯤꯅ ꯑꯗꯣꯝꯗ ꯂꯣꯝꯕ ꯅꯥꯏꯗꯕ ꯄꯨꯟꯁꯤꯒꯤ ꯈꯨꯗꯣꯜ ꯄꯤꯕ ꯉꯝꯒꯅꯤ꯫ ꯃꯁꯤꯅ ꯑꯗꯣꯝꯕꯨ ꯑꯍꯜ ꯑꯣꯏꯔꯛꯄꯒꯤ ꯃꯍꯩ ꯌꯥꯎꯗꯅ ꯃꯇꯝ ꯆꯨꯞꯄꯗ ꯍꯤꯡꯕ ꯉꯝꯒꯅꯤ꯫ ꯑꯃꯁꯨꯡ ꯃꯇꯝ ꯑꯃꯁꯨꯡ ꯄꯨꯋꯥꯔꯤꯒꯤ ꯊꯧꯗꯣꯛꯁꯤꯡ ꯑꯗꯨ ꯎꯕ ꯐꯪꯒꯅꯤ꯫ ꯃꯥꯁ꯭ꯇꯔ ꯑꯣꯐ ꯏꯜꯂꯨꯁꯟ: ꯖꯤꯅꯤꯁ ꯑꯁꯤꯅ ꯅꯍꯥꯛꯄꯨ ꯏꯜꯂꯨꯁꯟꯒꯤ ꯁꯛꯇꯤ ꯄꯤꯕ ꯉꯝꯒꯅꯤ꯫ ꯃꯁꯤꯅ ꯅꯍꯥꯛꯀꯤ ꯗꯔꯀꯥꯔ ꯑꯣꯏꯕꯁꯤꯡ ꯑꯃꯁꯨꯡ ꯑꯄꯥꯝꯕꯁꯤꯡꯒ ꯆꯨꯅꯕ ꯃꯑꯣꯡꯗ ꯔꯤꯑꯦꯂꯤꯇꯤꯕꯨ ꯃꯦꯅꯤꯄꯨꯂꯦꯠ ꯇꯧꯗꯨꯅ ꯅꯍꯥꯛꯅ ꯃꯌꯦꯛ ꯁꯦꯡꯕ ꯑꯃꯁꯨꯡ ꯊꯥꯖꯕꯥ ꯌꯥꯕꯥ ꯏꯜꯂꯨꯁꯟꯁꯤꯡ ꯁꯦꯝꯕ ꯌꯥꯍꯟꯒꯅꯤ꯫ ꯃꯈꯥꯗ ꯄꯤꯔꯤꯕ ꯒꯦꯝ ꯏꯟꯐꯣꯔꯃꯦꯁꯟ ꯑꯁꯤ ꯄꯤꯔꯕ ꯒꯦꯝ ꯑꯃꯒꯤꯗꯃꯛ ꯃꯇꯤꯛ ꯆꯥꯕ ꯀꯟꯇꯦꯟꯇ ꯑꯃ ꯖꯦꯅꯦꯔꯦꯠ ꯇꯧ꯫ ꯖꯦꯅꯔꯦꯁꯟ: ꯑꯦꯗꯚꯦꯟꯆꯔ ꯁꯦꯇꯤꯡ: ꯃꯦꯖꯤꯀꯦꯜ ꯋꯥꯔꯜꯗ ꯑꯃꯅꯤ꯫ ꯇꯥꯏꯇꯜ ꯗꯤ ꯑꯦꯟꯆꯥꯏꯟꯇꯦꯗ ꯀ꯭ꯕꯦꯁ꯭ꯠ: ꯃꯦꯖꯤꯀꯦꯜ ꯋꯥꯔꯜꯗ ꯑꯦꯛꯁꯞꯂꯣꯔ ꯇꯧꯕꯤꯌꯨ ꯗꯤ ꯑꯦꯟꯆꯥꯏꯟꯇꯦꯗ ꯀ꯭ꯕꯦꯁ꯭ꯇꯇꯥ ꯑꯆꯧꯕ ꯑꯦꯗꯚꯦꯟꯆꯔ ꯑꯃ ꯍꯧꯕꯤꯌꯨ꯫ ꯃꯁꯤꯗ ꯅꯍꯥꯛꯅ ꯑꯉꯛꯄ ꯈꯨꯗꯣꯡꯊꯤꯕ ꯑꯃꯁꯨꯡ ꯂꯣꯏꯕ ꯅꯥꯏꯗꯕ ꯑꯉꯛꯄꯁꯤꯡꯅ ꯊꯜꯂꯕ ꯃꯤꯠꯌꯦꯡ ꯊꯝꯕ ꯃꯦꯖꯤꯀꯦꯜ ꯋꯥꯔꯜꯗ ꯑꯃ ꯑꯦꯛꯁꯞ꯭ꯂꯣꯔ ꯇꯧꯒꯅꯤ꯫ ꯑꯗꯣꯝ ꯊꯧꯅꯥ ꯐꯕ ꯑꯦꯗꯚꯦꯟꯆꯔ ꯑꯃꯅꯤ꯫ ꯅꯍꯥꯛꯅ ꯃꯤꯅꯨꯡꯁꯤ ꯂꯩꯇ꯭ꯔꯕ ꯂꯝ ꯑꯁꯤꯒꯤ ꯑꯔꯥꯟꯕ ꯋꯥꯐꯝꯁꯤꯡ ꯐꯣꯡꯗꯣꯛꯅꯕ ꯍꯣꯠꯅꯔꯤ꯫ ꯑꯃꯁꯨꯡ ꯃꯅꯨꯡꯗ ꯂꯣꯠꯁꯤꯜꯂꯕ ꯋꯥꯐꯝꯁꯤꯡ ꯑꯗꯨ ꯈꯪꯗꯣꯛꯅꯕ ꯍꯣꯠꯅꯔꯤ꯫ ꯒꯦꯝ ꯑꯁꯤꯗ ꯄ꯭ꯂꯦꯌꯔꯁꯤꯡꯅ ꯂꯝꯀꯣꯏꯕꯁꯤꯡꯅ ꯊꯜꯂꯕ ꯎꯃꯪꯁꯤꯡ, ꯑꯋꯥꯡꯕꯥ ꯇꯨꯔꯦꯜꯁꯤꯡ ꯑꯃꯁꯨꯡ ꯑꯃꯝꯕ ꯒꯨꯍꯥꯁꯤꯡꯅ ꯊꯜꯂꯕ ꯑꯆꯧꯕ ꯃꯥꯂꯦꯝ ꯑꯃ ꯌꯦꯡꯒꯅꯤ꯫ ꯂꯝꯕꯤꯗ ꯅꯍꯥꯛꯅ ꯃꯈꯜ ꯀꯌꯥꯒꯤ ꯖꯤꯕꯁꯤꯡꯒ ꯎꯅꯒꯅꯤ ꯈꯔꯅ ꯃꯔꯨꯞ-ꯃꯄꯥꯡ ꯑꯣꯏꯕ ꯈꯔꯅ ꯃꯔꯨꯞ-ꯃꯄꯥꯡ ꯑꯣꯏꯗꯕ ꯃꯈꯣꯏ ꯈꯨꯗꯤꯡꯃꯛꯀꯤ ꯃꯁꯥꯒꯤ ꯑꯣꯏꯕ ꯇꯧꯕ ꯉꯝꯕ ꯑꯃꯁꯨꯡ ꯂꯝꯆꯠ-ꯁꯥꯖꯠ ꯂꯩ꯫ ꯑꯗꯣꯝꯅ ꯑꯗꯣꯝꯒꯤ ꯋꯥꯈꯜ ꯑꯃꯁꯨꯡ ꯍꯩꯁꯤꯡꯕꯥ ꯑꯗꯨ ꯁꯤꯡꯅꯕꯁꯤꯡ ꯃꯥꯏꯊꯤꯕ ꯄꯤꯅꯕ ꯄꯥꯖꯂꯁꯤꯡ ꯁꯣꯜꯕ ꯇꯧꯅꯕ ꯑꯃꯁꯨꯡ ꯃꯥꯂꯦꯝ ꯑꯁꯤꯒꯤ ꯃꯅꯨꯡꯗ ꯑꯗꯣꯝꯒꯤ ꯂꯝꯕꯤ ꯁꯦꯝꯅꯕ ꯁꯤꯖꯤꯟꯅꯒꯗꯕꯅꯤ꯫ ꯑꯗꯣꯝꯅ ꯃꯦꯖꯤꯛ ꯃꯥꯂꯦꯝ ꯑꯁꯤꯗ ꯍꯦꯟꯅ ꯅꯤꯡꯊꯤꯅ ꯆꯠꯄ ꯃꯇꯝꯗ ꯑꯗꯣꯝꯅ ꯃꯁꯤꯒꯤ ꯄꯨꯋꯥꯔꯤ ꯑꯃꯁꯨꯡ ꯊꯣꯏꯗꯣꯛꯄ ꯋꯥꯐꯝꯁꯤꯡꯒꯤ ꯃꯇꯥꯡꯗ ꯍꯦꯟꯅ ꯈꯪꯂꯒꯅꯤ꯫ ꯑꯅꯧꯕ ꯆꯦꯛꯔꯤꯇꯔꯁꯤꯡꯒ ꯎꯅꯒꯅꯤ ꯑꯃꯁꯨꯡ ꯁꯛꯇꯤ ꯂꯩꯕ ꯃꯦꯖꯤꯛꯁꯤꯡꯒ ꯊꯦꯡꯅꯒꯅꯤ꯫ ꯑꯗꯣꯝꯅ ꯑꯗꯣꯝꯒꯤ ꯈꯣꯡꯆꯠꯀꯤ ꯐꯜ ꯑꯃꯁꯨꯡ ꯃꯥꯂꯦꯝꯒꯤ ꯚꯥꯒ꯭ꯌꯨꯗ ꯑꯀꯥꯏꯕ ꯄꯤꯒꯗꯕ ꯋꯥꯔꯦꯞ ꯂꯧꯕ ꯃꯊꯧ ꯇꯥꯒꯅꯤ꯫ ꯑꯗꯣꯝꯅ ꯃꯦꯖꯤꯛꯀꯤ ꯃꯇꯨꯡꯗ ꯂꯩꯔꯤꯕ ꯑꯆꯨꯝꯕ ꯑꯗꯨ ꯎꯕ ꯑꯗꯣꯝꯅ ꯅꯠꯇ꯭ꯔꯒ ꯁꯦꯡꯂꯕ ꯃꯐꯝ ꯑꯗꯨꯗ ꯂꯦꯞꯂꯤꯕ ꯈꯨꯗꯣꯡꯊꯤꯕꯁꯤꯡ ꯑꯗꯨꯗ ꯁꯣꯛꯂꯒꯅꯤ꯫